ꯖꯤꯔꯣꯗꯅꯥ ꯁꯤꯖꯟ ꯑꯁꯤ ꯏꯪ ꯂꯤꯁꯤꯡ ꯑꯅꯤ ꯇꯔꯥꯃꯔꯤ ꯒꯤ ꯑꯦꯐ. ꯑꯦ. ꯍꯥꯐ ꯇꯥꯏꯝꯗ ꯁꯞꯁꯇꯤꯆ꯭ꯌꯨꯠ ꯑꯣꯏꯅꯥ ꯈꯛꯇꯃꯛ ꯂꯥꯛꯈꯤꯕꯗ ꯅꯠꯇꯅ ꯃꯍꯥꯛꯄꯨ ꯃꯦꯟ ꯑꯣꯐ ꯗ ꯃꯦꯆ ꯇꯥꯏꯇꯜ ꯐꯪꯈꯤ ꯫ ꯑꯣꯒꯁꯠ ꯀꯨꯟ ꯅꯤꯊꯣꯏꯗ ꯑꯦꯚꯥꯔꯇꯟꯗ ꯁꯥꯟꯅꯈꯤꯕ ꯃꯦꯆ ꯑꯗꯨꯗ ꯒꯣꯜ ꯑꯅꯤ - ꯑꯅꯤꯗ ꯗ꯭ꯔꯣ ꯇꯥꯈꯤ ꯃꯁꯤ ꯖꯤꯔꯣꯗꯅ ꯏꯀꯨꯏ ꯀꯨꯏꯗꯅꯥ ꯃꯔꯨꯑꯣꯏꯕꯥ ꯗ꯭ꯔꯣ ꯒꯣꯜ ꯑꯃꯥ ꯁꯣꯠꯇꯨꯅꯥ ꯇꯤꯝꯕꯨ ꯀꯟꯈꯤꯕꯅꯤ ꯃꯇꯨꯡꯗ ꯃꯍꯥꯛꯀꯤ ꯂꯦꯐꯠ ꯇꯤꯕꯤꯌꯥ ꯁꯣꯛꯈꯤ ꯑꯃꯁꯨꯡ ꯊꯥ ꯃꯔꯤꯒꯤ ꯑꯣꯏꯅꯥ ꯁꯥꯟꯅꯈꯤꯗꯦ꯫ ꯖꯤꯔꯣꯗꯅꯥ ꯊꯥꯖꯕꯗꯒꯤ ꯍꯦꯟꯅꯥ ꯊꯨꯅꯥ ꯑꯦꯛꯁꯟꯗꯥ ꯍꯜꯂꯛꯈꯤ, ꯅꯕꯦꯝꯕꯔ ꯀꯨꯟꯅꯤꯊꯣꯏꯗ ꯃ꯭ꯌꯥꯟꯆꯦꯁꯇꯔ ꯌꯨꯅꯥꯏꯇꯦꯗꯇ ꯑꯃ -ꯑꯅꯤꯗ ꯃꯥꯏꯊꯤꯕꯥ ꯄꯤꯈꯤꯕꯥ ꯑꯔꯣꯏꯕꯥ ꯃꯤꯅꯤꯠ ꯇꯔꯥꯃꯥꯔꯤꯗ ꯑꯦꯔꯣꯟ ꯔꯥꯃꯁꯦꯒꯤ ꯃꯍꯨꯠ ꯁꯤꯟꯈꯤ ꯑꯃꯁꯨꯡ ꯑꯇꯦꯟꯕ ꯃꯇꯝꯗ ꯑꯥꯔꯁꯦꯅꯥꯜꯒꯤ ꯅꯨꯡꯉꯥꯏꯕꯥ ꯒꯣꯜ ꯑꯗꯨ ꯆꯟꯈꯤ꯫ ꯃꯇꯨꯡꯗ ꯗꯤꯁꯦꯝꯕꯔ ꯇꯔꯥꯍꯨꯝꯗꯣꯏꯗ ꯅ꯭ꯌꯨꯀ꯭ꯌꯥꯁꯜ ꯌꯨꯅꯥꯏꯇꯦꯗꯄꯨ ꯃꯔꯤ ꯑꯃꯥꯗ ꯃꯥꯏꯊꯤꯕ ꯄꯤꯈꯤꯕ ꯃꯦꯆ ꯑꯃꯗ ꯃꯍꯥꯛꯅ ꯒꯣꯜ ꯑꯅꯤ ꯆꯟꯈꯤ꯫ ꯅꯨꯃꯤꯠ ꯇꯔꯦꯠꯅꯤꯒꯤ ꯃꯇꯨꯡꯗ ꯃꯍꯥꯛꯄꯨ ꯑꯥꯔꯁꯦꯅꯦꯜ ꯀꯨꯏꯟꯁ ꯄꯥꯔꯛ ꯔꯦꯟꯖꯔꯁꯇ ꯑꯅꯤ -ꯑꯃꯗ ꯃꯥꯏꯊꯤꯕꯥ ꯄꯤꯈꯤꯕꯥ ꯃꯦꯆ ꯑꯗꯨꯗ ꯀꯤꯎ ꯄꯤ ꯑꯥꯔꯒꯤ ꯗꯤꯐꯦꯟꯗꯔꯅ ꯊꯨꯒꯥꯏꯔꯕ ꯃꯇꯨꯡꯗ ꯅꯦꯗꯨꯝ ꯑꯣꯅꯨꯑꯣꯍꯥꯅ ꯍꯦꯗꯕꯠ ꯇꯧꯔꯛꯄꯗꯒꯤ ꯒꯣꯜ ꯑꯃꯥ ꯆꯟꯈꯤ꯫ ꯃꯇꯨꯡꯗ ꯃꯍꯥꯛꯅ ꯒꯦꯝ ꯑꯍꯨꯝꯒꯤ ꯁꯁꯄꯦꯟꯁꯟ ꯑꯗꯨꯗꯒꯤ ꯍꯜꯂꯛꯈꯤ ꯁ꯭ꯇꯣꯛ ꯁꯤꯇꯤꯒ ꯑꯍꯨꯝ - ꯁꯣꯢꯅꯣꯗ ꯃꯥꯏꯊꯤꯕꯥ ꯄꯤꯈꯤꯕ ꯑꯗꯨꯗ ꯌꯥꯎꯈꯤ꯫ ꯖꯅꯨꯋꯥꯔꯤꯗ ꯖꯤꯔꯣꯗꯅꯥ ꯃꯍꯥꯛꯀꯤ ꯄ꯭ꯔꯤꯃꯤꯌꯥꯔ ꯂꯤꯒꯀꯤ ꯐꯣꯔꯝ ꯑꯗꯨ ꯁ꯭ꯀꯣꯔ ꯍꯥꯡꯗꯣꯛꯇꯨꯅꯥ ꯑꯃꯁꯨꯡ ꯃꯦꯆ ꯑꯁꯤꯒꯤ ꯑꯅꯤꯁꯨꯕꯥ ꯒꯣꯜ ꯑꯗꯨꯒꯤꯗꯃꯛ ꯃꯦꯁꯨꯠ ꯑꯣꯖꯤꯂꯕꯨ ꯁꯦꯝꯈꯤꯕꯒꯥ ꯂꯣꯏꯅꯅꯥ ꯑꯥꯔꯁꯦꯅꯥꯜꯅꯥ ꯑꯦꯁꯇꯣꯟ ꯚꯤꯂꯥꯕꯨ ꯃꯉꯥ-ꯁꯣꯢꯅꯣꯗꯥ ꯃꯥꯏꯊꯤꯕꯥ ꯄꯤꯈꯤ꯫ ꯐꯦꯕ꯭ꯔꯨꯋꯥꯔꯤ ꯇꯔꯥꯃꯉꯥꯗ ꯃꯍꯥꯛꯅꯥ ꯃꯤꯅꯤꯠ ꯑꯍꯨꯝꯒꯤ ꯃꯅꯨꯡꯗꯥ ꯒꯣꯜ ꯑꯅꯤ ꯊꯥꯗꯨꯅ ꯑꯥꯔꯁꯦꯅꯦꯜꯅ ꯃꯤꯗꯂꯁꯕ꯭ꯔꯣꯕꯨ ꯑꯅꯤ-ꯁꯣꯢꯅꯣꯗ ꯃꯥꯏꯊꯤꯕꯥ ꯄꯤꯗꯨꯅꯥ ꯑꯦꯐ. ꯑꯦ. ꯀꯞꯀꯤ ꯀ꯭ꯋꯥꯇꯔ ꯐꯤꯅꯦꯜꯗ ꯊꯨꯡꯂꯈꯤ꯫ ꯃꯍꯥꯛꯀꯤ ꯑꯍꯥꯟꯕꯥ ꯒꯣꯜ ꯑꯗꯨꯅ ꯑꯥꯔꯁꯦꯅꯦꯜꯒꯤ ꯄ꯭ꯂꯦꯌꯥꯔ ꯈꯨꯗꯤꯡꯃꯛꯅꯥ ꯃꯤꯗꯂꯁꯕ꯭ꯔꯣꯅ ꯄꯣꯁꯦꯁꯟ ꯂꯧꯗꯅꯥ ꯕꯣꯜ ꯑꯗꯨ ꯊꯨꯒꯥꯏꯕꯒꯤ ꯈꯣꯡꯊꯥꯡ ꯑꯃꯥ ꯂꯧꯁꯤꯟꯈꯤ꯫ ꯐꯦꯕ꯭ꯔꯨꯋꯥꯔꯤ ꯇꯔꯥꯃꯉꯥꯗ ꯖꯤꯔꯣꯗꯅꯥ ꯃꯍꯥꯛꯀꯤ ꯀ꯭ꯂꯕꯀꯤꯗꯃꯛ ꯑꯐꯕꯥ ꯈꯣꯡ ꯈꯨꯗꯣꯡꯆꯥꯕꯥ ꯀꯌꯥ ꯑꯃꯥ ꯃꯥꯡꯍꯟꯈꯤꯕꯗꯒꯤ ꯆꯦꯝꯄꯤꯌꯟꯁ ꯂꯤꯛꯀꯤ ꯔꯥꯎꯟꯗ ꯑꯣꯐ ꯁꯤꯛꯁꯇꯤꯟꯗ ꯑꯥꯔꯁꯦꯅꯦꯜꯅ ꯑꯍꯨꯝ -ꯑꯃꯗ ꯃꯥꯏꯊꯤꯕꯥ ꯄꯤꯈꯤꯕꯥ ꯃꯦꯆ ꯑꯗꯨꯗꯥ ꯃꯤꯅꯤꯠ ꯍꯨꯝꯐꯨ ꯁꯨꯔꯛꯄꯗ ꯃꯍꯨꯠ ꯁꯤꯟꯈꯤ ꯫ ꯅꯨꯃꯤꯠ ꯃꯔꯤꯅꯤꯒꯤ ꯃꯇꯨꯡꯗ ꯃꯥꯔꯆ ꯑꯃꯗ ꯃꯍꯥꯛꯅ ꯑꯥꯔꯁꯦꯅꯦꯜꯒꯤ ꯑꯍꯥꯟꯕꯥ ꯒꯣꯜ ꯑꯗꯨ ꯄ꯭ꯔꯤꯃꯤꯌꯥꯔ ꯂꯤꯛꯇ ꯑꯦꯚꯥꯔꯇꯟꯕꯨ ꯑꯅꯤ- ꯑꯃꯗ ꯃꯥꯏꯊꯤꯕꯥ ꯄꯤꯈꯤ ꯫ ꯖꯤꯔꯣꯗꯅ ꯄ꯭ꯔꯤꯃꯤꯌꯥꯔ ꯂꯤꯛꯇ ꯀꯨꯏꯟꯁ ꯄꯥꯔꯛ ꯔꯦꯟꯖꯔꯁ, ꯋꯦꯁꯠ ꯍꯥꯝ ꯌꯨꯅꯥꯏꯇꯦꯗ ꯑꯃꯁꯨꯡ ꯅ꯭ꯌꯨꯀ꯭ꯌꯥꯁꯜ ꯌꯨꯅꯥꯏꯇꯦꯗꯀꯤ ꯃꯥꯌꯣꯛꯇꯥ ꯒꯣꯜ ꯑꯃꯃꯝ ꯊꯥꯗꯨꯅ ꯆꯦꯝꯄꯤꯌꯟꯁ ꯂꯤꯛꯇ ꯃꯣꯅꯥꯀꯣꯒꯤ ꯃꯥꯌꯣꯛꯇ ꯒꯣꯜ ꯑꯃꯃꯝ ꯊꯥꯗꯨꯅꯥ ꯃꯍꯥꯛꯀꯤ ꯐꯖꯔꯕꯥ ꯐꯝ ꯑꯗꯨ ꯊꯝꯈꯤ꯫ꯖꯤꯔꯣꯗꯅ ꯃꯥꯔꯆ ꯊꯥꯒꯤ ꯄ꯭ꯔꯤꯃꯤꯌꯥꯔ ꯂꯤꯛꯀꯤ ꯊꯥꯒꯤ ꯈ꯭ꯋꯥꯏꯗꯒꯤ ꯐꯕꯥ ꯄ꯭ꯂꯦꯌꯥꯔ ꯑꯣꯏꯅ ꯂꯥꯎꯊꯣꯛꯈ꯭ꯔꯦ꯫ ꯑꯦꯄ꯭ꯔꯤꯜ ꯃꯔꯤꯗ ꯖꯤꯔꯣꯗꯅꯥ ꯃꯍꯥꯛꯀꯤ ꯇꯤꯝꯒꯤꯗꯃꯛ ꯃꯔꯤꯁꯨꯕꯥ ꯒꯣꯜ ꯑꯗꯨ ꯂꯤꯚꯥꯔꯄꯨꯜꯗꯥ ꯃꯔꯤ ꯑꯃꯗ ꯃꯥꯏꯊꯤꯕꯥ ꯄꯤꯈꯤ ꯫ ꯔꯦꯞꯇꯤꯂꯤꯌꯥ ꯑꯁꯤ ꯀꯣꯔꯗꯥꯇꯥꯒꯤ ꯃꯅꯨꯡ ꯆꯟꯕ ꯀ꯭ꯂꯥꯁ ꯑꯃꯅꯤ꯫ ꯃꯈꯣꯢꯁꯤ ꯆꯠꯄꯗ ꯁꯤꯠꯂꯒ ꯆꯠꯂꯤ꯫ ꯃꯇꯦꯡ ꯂꯧꯔꯛꯐꯝ :ꯑꯉꯥꯡꯁꯤꯡꯒꯤ ꯂꯥꯢꯔꯤꯛꯁꯤꯡ ꯂꯥꯢꯔꯤꯛ ꯄꯔꯤꯡ (ꯕꯨꯛ ꯁꯤꯔꯤꯁ) ꯑꯁꯤ ꯑꯉꯥꯡꯁꯤꯡꯒꯤ ꯂꯥꯢꯔꯤꯛꯁꯤꯡꯒꯤ ꯃꯅꯨꯡꯗꯒꯤ ꯑꯃꯅꯤ꯫ ꯃꯁꯤꯁꯨ ꯌꯦꯡꯕꯤꯌꯨ ꯃꯇꯦꯡ ꯂꯧꯔꯛꯐꯝ :ꯑꯉꯥꯡꯁꯤꯡꯒꯤ ꯂꯥꯢꯔꯤꯛꯁꯤꯡ ꯔꯨꯁꯤ ꯁꯨꯅꯥꯛ ꯍꯤꯟꯗꯤ: ꯙꯔꯝꯃꯒꯤ ꯑꯣꯏꯕꯥ ꯋꯥꯐꯝ: ꯄꯟꯖꯥꯕꯤ ꯄꯣꯛꯄꯥ ꯇꯔꯥꯅꯤꯊꯣꯏ ꯃꯦ ꯑꯁꯤ ꯕ꯭ꯔꯤꯇꯤꯁꯀꯤ ꯔꯥꯖꯅꯤꯇꯤ ꯇꯧꯕꯥ ꯃꯤꯑꯣꯏ ꯑꯃꯅꯤ, ꯃꯍꯥꯛꯅꯥ ꯏꯪ ꯂꯤꯁꯤꯡ ꯑꯅꯤ ꯀꯨꯟꯅꯤꯊꯣꯏꯒꯤ ꯑꯣꯛꯇꯣꯕꯔ ꯇꯔꯥꯃꯉꯥ ꯗꯒꯤ ꯌꯨꯅꯥꯏꯇꯦꯗ ꯀꯤꯡꯗꯃꯒꯤ ꯄ꯭ꯔꯙꯥꯟ ꯃꯟꯇ꯭ꯔꯤ ꯑꯣꯏꯅꯥ ꯊꯕꯛ ꯇꯧꯈꯤ ꯑꯃꯁꯨꯡ ꯏꯪ ꯂꯤꯁꯤꯡ ꯑꯅꯤ ꯀꯨꯟꯅꯤꯊꯣꯏꯒꯤ ꯑꯣꯛꯇꯣꯕꯔ ꯀꯨꯟꯃꯔꯤ ꯗꯒꯤ ꯀꯅꯖꯥꯔꯕꯇꯤꯕ ꯄꯥꯔꯇꯤꯒꯤ ꯂꯨꯆꯤꯡꯕꯥ ꯑꯣꯏꯅꯥ ꯊꯕꯛ ꯇꯧꯈꯤ꯫